ꯑꯣꯟꯂꯥꯏꯟ ꯀꯣꯔꯁ ꯑꯃꯒꯤꯗꯃꯛ ꯃꯇꯧ ꯀꯔꯝꯅꯥ ꯇꯝꯒꯗꯒꯦ ꯍꯥꯏꯕꯥ ꯍꯤꯔꯝꯗꯥ ꯕ꯭ꯂꯣꯒ ꯄꯣꯁ꯭ꯠ ꯑꯃꯥ ꯁꯦꯝꯃꯨ꯫ ꯍꯧꯖꯤꯛ ꯆꯠꯊꯔꯤꯕꯥ ꯃꯇꯝ ꯑꯁꯤꯗꯥ ꯑꯣꯟꯂꯥꯏꯟ ꯀꯣꯔꯁꯁꯤꯡ ꯐꯪꯕꯅꯥ ꯃꯔꯝ ꯑꯣꯏꯗꯨꯅꯥ ꯂꯔꯅꯤꯡ ꯑꯁꯤ ꯍꯥꯟꯅꯗꯒꯤ ꯍꯦꯟꯅꯥ ꯈꯨꯗꯣꯡꯆꯥꯕ ꯐꯪꯂꯦ꯫ ꯅꯍꯥꯛ ꯑꯁꯤ ꯀꯣꯂꯦꯖꯒꯤ ꯃꯍꯩꯔꯣꯏ ꯑꯃꯥ ꯑꯣꯏꯔꯕꯁꯨ, ꯐꯨꯜ ꯇꯥꯏꯝ ꯏꯃꯄꯂꯣꯌꯤ ꯑꯃꯥ ꯑꯣꯏꯔꯕꯁꯨ, ꯅꯠꯇꯔꯒꯥ ꯑꯅꯧꯕꯥ ꯁ꯭ꯀꯤꯜ ꯑꯃꯥ ꯇꯝꯅꯕꯥ ꯌꯦꯡꯂꯤꯕꯥ ꯃꯤꯑꯣꯏ ꯑꯃꯥ ꯑꯣꯏꯔꯕꯁꯨ, ꯑꯣꯟꯂꯥꯏꯟ ꯀꯣꯔꯁ ꯑꯃꯥ ꯂꯧꯕꯥ ꯍꯥꯏꯕꯁꯤ ꯅꯍꯥꯛꯀꯤ ꯑꯦꯖꯨꯀꯦꯁꯟ ꯄꯥꯟꯗꯝꯁꯤꯡ ꯐꯪꯅꯕꯒꯤ ꯐ꯭ꯂꯦꯛꯁꯤꯕꯜ ꯑꯃꯁꯨꯡ ꯏꯐꯤꯁꯤꯑꯦꯟꯇ ꯑꯣꯏꯕꯥ ꯃꯑꯣꯡ ꯑꯃꯥ ꯑꯣꯏꯕꯥ ꯌꯥꯏ꯫ ꯑꯗꯨꯝ ꯑꯣꯏꯅꯃꯛ, ꯑꯣꯟꯂꯥꯏꯟ ꯀꯣꯔꯁꯁꯤꯡꯅꯥ ꯈꯨꯗꯣꯡꯆꯥꯕꯥ ꯀꯌꯥ ꯄꯤꯔꯕꯁꯨ, ꯃꯈꯣꯏꯒꯤꯗꯃꯛꯇꯥ ꯇꯝꯕꯥ ꯑꯁꯤ ꯁꯤꯡꯅꯕꯥ ꯑꯃꯥ ꯑꯣꯏꯕꯥ ꯌꯥꯏ꯫ ꯃꯁꯤ ꯃꯔꯨꯑꯣꯏꯅꯥ ꯀꯔꯤꯒꯨꯝꯕꯥ ꯅꯍꯥꯛꯅꯥ ꯃꯃꯥꯡꯗꯥ ꯀꯩꯗꯧꯉꯩꯗꯥ ꯑꯣꯟꯂꯥꯏꯟ ꯀꯣꯔꯁ ꯑꯃꯥ ꯇꯝꯈꯤꯗꯕꯥ ꯑꯣꯏꯔꯕꯗꯤ ꯌꯥꯝꯅꯥ ꯆꯨꯝꯃꯤ꯫ ꯑꯗꯨꯅꯥ, ꯑꯗꯣꯝꯅꯥ ꯃꯇꯧ ꯀꯔꯝꯅꯥ ꯑꯣꯟꯂꯥꯏꯟ ꯀꯣꯔꯁ ꯑꯃꯒꯤꯗꯃꯛ ꯏꯐꯦꯛꯇꯤꯕ ꯑꯣꯏꯅꯥ ꯇꯝꯒꯅꯤ ꯑꯃꯁꯨꯡ ꯑꯗꯣꯝꯒꯤ ꯇꯝꯅꯕꯒꯤ ꯑꯦꯛꯁꯄꯔꯤꯌꯦꯟꯁ ꯑꯗꯨꯗꯒꯤ ꯈ꯭ꯋꯥꯏꯗꯒꯤ ꯍꯦꯟꯅꯥ ꯀꯥꯟꯅꯕꯥ ꯐꯪꯒꯅꯤ? ꯐꯪꯕꯥ ꯉꯝꯕꯥ ꯄꯥꯟꯗꯝꯁꯤꯡ ꯊꯝꯕꯥ: ꯃꯥꯏ ꯄꯥꯛꯅꯥ ꯇꯝꯅꯕꯒꯤ ꯑꯍꯥꯟꯕꯥ ꯈꯣꯡꯊꯥꯡꯗꯤ ꯅꯍꯥꯛꯀꯤꯗꯃꯛꯇꯥ ꯇꯁꯦꯡꯕꯥ ꯄꯥꯟꯗꯝꯁꯤꯡ ꯊꯝꯕꯅꯤ꯫ ꯅꯍꯥꯛꯀꯤ ꯀꯣꯔꯁ ꯑꯗꯨ ꯍꯧꯗ꯭ꯔꯤꯉꯩꯒꯤ ꯃꯃꯥꯡꯗꯥ, ꯃꯗꯨꯒꯤ ꯑꯔꯣꯏꯕꯗꯥ ꯅꯍꯥꯛꯅꯥ ꯀꯔꯤ ꯐꯪꯅꯤꯡꯂꯤꯕꯒꯦ ꯍꯥꯏꯕꯗꯨ ꯈꯟꯊꯅꯕꯥ ꯃꯇꯝ ꯈꯔꯥ ꯂꯧꯕꯤꯌꯨ꯫ ꯑꯅꯧꯕꯥ ꯁ꯭ꯀꯤꯜ ꯑꯃꯥ ꯇꯝꯕꯥ ꯄꯥꯝꯕꯤꯕ꯭ꯔꯥ? ꯑꯀꯛꯅꯕꯥ ꯍꯤꯔꯝ ꯑꯃꯗꯥ ꯅꯍꯥꯛꯀꯤ ꯂꯧꯁꯤꯡ ꯑꯗꯨ ꯄꯥꯛꯊꯣꯛ ꯆꯥꯎꯊꯣꯍꯟꯅꯕꯥ ꯑꯥꯁꯥ ꯇꯧꯔꯤꯕ꯭ꯔꯥ? ꯑꯀꯛꯅꯕꯥ, ꯐꯪꯕꯥ ꯉꯝꯕꯥ ꯄꯥꯟꯗꯝꯁꯤꯡ ꯊꯝꯃꯨ ꯑꯃꯁꯨꯡ ꯃꯗꯨ ꯁꯣꯏꯗꯅꯥ ꯏꯕꯤꯌꯨ꯫ ꯃꯁꯤꯅꯥ ꯀꯣꯔꯁ ꯄꯨꯝꯅꯃꯛꯇꯥ ꯃꯤꯠꯌꯦꯡ ꯆꯪꯕꯥ ꯑꯃꯁꯨꯡ ꯄꯨꯛꯅꯤꯡ ꯊꯧꯒꯠꯄꯗꯥ ꯃꯇꯦꯡ ꯄꯥꯡꯒꯅꯤ꯫ ꯁ꯭ꯇꯗꯤ ꯄ꯭ꯂꯥꯟ ꯑꯃꯥ ꯁꯦꯝꯒꯠꯄꯥ: ꯀ꯭ꯂꯥꯁꯀꯤ ꯃꯇꯝ ꯂꯦꯞꯄꯥ ꯂꯩꯇꯕꯥ ꯅꯠꯇꯔꯒꯥ ꯐꯤꯖꯤꯀꯦꯜ ꯀ꯭ꯂꯥꯁꯔꯨꯝ ꯑꯃꯥ ꯂꯩꯇꯕꯅꯥ ꯑꯣꯟꯂꯥꯏꯟ ꯀꯣꯔꯁ ꯑꯃꯗꯥ ꯂꯦꯞꯄꯥ ꯑꯃꯁꯨꯡ ꯇꯨꯡꯗꯥ ꯂꯥꯛꯄꯥ ꯑꯁꯤ ꯌꯥꯝꯅꯥ ꯂꯥꯏ꯫ ꯃꯁꯤꯅꯥ ꯃꯔꯝ ꯑꯣꯏꯗꯨꯅꯥ ꯁ꯭ꯇꯗꯤ ꯄ꯭ꯂꯥꯟ ꯑꯃꯥ ꯁꯦꯝꯕꯥ ꯑꯃꯁꯨꯡ ꯃꯗꯨꯗꯥ ꯂꯦꯞꯄꯥ ꯑꯁꯤ ꯌꯥꯝꯅꯥ ꯃꯔꯨꯑꯣꯏ꯫ ꯍꯞꯇꯥ ꯑꯗꯨꯒꯤ ꯃꯅꯨꯡꯗꯥ ꯅꯍꯥꯛꯅꯥ ꯅꯍꯥꯛꯀꯤ ꯀꯣꯔꯁꯀꯤ ꯃꯆꯥꯛꯁꯤꯡꯗꯥ ꯃꯤꯠꯌꯦꯡ ꯆꯪꯒꯗꯕꯥ ꯑꯀꯛꯅꯕꯥ ꯃꯇꯝꯁꯤꯡ ꯂꯦꯞꯊꯣꯛꯎ, ꯑꯃꯁꯨꯡ ꯅꯍꯥꯛꯅꯥ ꯂꯦꯁꯟ ꯅꯠꯇꯔꯒꯥ ꯑꯦꯁꯥꯏꯟꯃꯦꯟꯇ ꯈꯨꯗꯤꯡꯃꯛ ꯀꯔꯝꯅꯥ ꯊꯦꯡꯉꯅꯤ ꯍꯥꯌꯕꯗꯨ ꯁꯣꯏꯗꯅꯥ ꯊꯧꯔꯥꯡ ꯇꯧꯕꯤꯌꯨ꯫ ꯄ꯭ꯂꯥꯟ ꯑꯃꯥ ꯂꯩꯕꯅꯥ ꯅꯍꯥꯛꯄꯨ ꯂꯝꯕꯤꯗꯥ ꯆꯠꯄꯗꯥ ꯃꯇꯦꯡ ꯄꯥꯡꯒꯅꯤ ꯑꯃꯁꯨꯡ ꯅꯍꯥꯛꯀꯤ ꯊꯕꯛꯇꯥ ꯀ꯭ꯔꯌꯥꯝ ꯇꯧꯕꯥ ꯅꯠꯇꯔꯒꯥ ꯊꯨꯅꯥ ꯌꯥꯡꯅꯥ ꯆꯠꯄꯥ ꯊꯤꯡꯒꯅꯤ꯫ ꯑꯣꯟꯂꯥꯏꯟ ꯔꯤꯁꯣꯔꯁꯁꯤꯡꯒꯤ ꯀꯥꯟꯅꯕꯥ ꯂꯧꯕꯤꯌꯨ: ꯑꯣꯅꯂꯥꯏꯟ ꯀꯣꯔꯁꯁꯤꯡꯒꯤ ꯑꯆꯧꯕꯥ ꯋꯥꯐꯝ ꯑꯃꯗꯤ ꯅꯍꯥꯛꯅꯥ ꯐꯪꯂꯤꯕꯥ ꯔꯤꯁꯣꯔꯁꯁꯤꯡꯒꯤ ꯃꯁꯤꯡ ꯌꯥꯝꯅꯥ ꯂꯩꯕꯅꯤ꯫ ꯑꯌꯥꯝꯕꯥ ꯀꯣꯔꯁꯁꯤꯡꯅꯥ ꯁꯞꯂꯤꯃꯦꯟꯇꯔꯤ ꯃꯦꯇꯔꯤꯑꯦꯂꯁꯤꯡ, ꯍꯥꯏꯕꯗꯤ ꯚꯤꯗꯤꯑꯣ, ꯔꯤꯗꯤꯡ, ꯅꯠꯇꯔꯒꯥ ꯏꯟꯇꯔꯦꯛꯇꯤꯕ ꯇꯨꯜꯁꯤꯡ ꯄꯤꯒꯅꯤ, ꯃꯗꯨꯅꯥ ꯅꯍꯥꯛꯀꯤ ꯂꯔꯅꯤꯡ ꯑꯦꯛꯁꯄꯤꯔꯤꯑꯦꯟꯁ ꯑꯗꯨ ꯍꯦꯒꯠꯍꯟꯕꯗꯥ ꯃꯇꯦꯡ ꯄꯥꯡꯒꯅꯤ꯫ ꯔꯤꯁꯣꯔꯁꯁꯤꯡ ꯑꯁꯤꯒꯤ ꯀꯥꯟꯅꯕꯥ ꯁꯣꯏꯗꯅꯥ ꯂꯧꯕꯤꯌꯨ ꯑꯃꯁꯨꯡ ꯃꯈꯣꯏꯕꯨ ꯅꯍꯥꯛꯀꯤ ꯁ꯭ꯇꯗꯤ ꯄ꯭ꯂꯥꯟꯗꯥ ꯌꯥꯥꯎꯍꯟꯕꯤꯌꯨ꯫ ꯃꯁꯤ ꯇꯧꯕꯅꯥ ꯅꯍꯥꯛꯄꯨ ꯃꯆꯥꯛ ꯑꯗꯨ ꯍꯦꯟꯅꯥ ꯈꯪꯕꯗꯥ ꯃꯇꯦꯡ ꯄꯥꯡꯕꯇꯥ ꯅꯠꯇꯅꯥ ꯅꯍꯥꯛꯄꯨ ꯑꯦꯡ꯭ꯒꯦꯖ ꯇꯧꯕꯥ ꯑꯃꯁꯨꯡ ꯃꯣꯇꯤꯕꯦꯠ ꯇꯧꯕꯥ ꯉꯝꯍꯒꯅꯤ꯫ ꯑꯣꯔꯒꯥꯅꯥꯏꯖ ꯇꯧꯗꯨꯅꯥ ꯂꯩꯌꯨ: ꯑꯣꯟꯂꯥꯏꯟ ꯀꯣꯔꯁꯁꯤꯡꯗꯥ ꯑꯌꯥꯝꯕꯅꯥ ꯅꯍꯥꯛꯅꯥ ꯇꯣꯉꯥꯟ-ꯇꯣꯉꯥꯅꯕꯥ ꯏꯂꯤꯃꯦꯟꯇ ꯀꯌꯥ, ꯍꯥꯏꯕꯗꯤ ꯑꯦꯁꯥꯏꯅꯃꯦꯟꯇꯁꯤꯡ, ꯀ꯭ꯕꯤꯖꯁꯤꯡ, ꯑꯃꯁꯨꯡ ꯈꯟꯅ-ꯅꯩꯅꯕꯁꯤꯡ ꯌꯦꯡꯁꯤꯟꯕꯥ ꯃꯊꯧ ꯇꯥꯏ꯫ ꯀꯔꯤꯒꯨꯝꯕꯥ ꯑꯃꯠꯇꯥ ꯃꯥꯡꯍꯟ ꯇꯥꯈꯟꯗꯅꯕꯥ ꯑꯣꯔꯒꯅꯥꯏꯖ ꯇꯧꯗꯨꯅꯥ ꯂꯩꯕꯥ ꯑꯁꯤ ꯌꯥꯝꯅꯥ ꯃꯔꯨꯑꯣꯏ꯫ ꯅꯍꯥꯛꯀꯤ ꯀꯣꯔꯁꯀꯤ ꯃꯆꯥꯛ ꯄꯨꯝꯅꯃꯛ ꯃꯐꯝ ꯑꯃꯗꯥ ꯊꯝꯃꯨ, ꯑꯃꯁꯨꯡ ꯃꯔꯨꯑꯣꯏꯕꯥ ꯑꯔꯣꯏꯕꯥ ꯃꯇꯝꯁꯤꯡ ꯌꯦꯡꯁꯤꯟꯅꯕꯥ ꯀꯦꯂꯦꯟꯗꯔ ꯅꯠꯇꯔꯒꯥ ꯇꯨ-ꯗꯨ-ꯂꯤꯁ꯭ꯇꯒꯨꯝꯕꯥ ꯈꯨꯠꯂꯥꯏꯁꯤꯡ ꯁꯤꯖꯤꯟꯅꯧ꯫ ꯑꯣꯔꯒꯥꯅꯥꯏꯖ ꯇꯧꯗꯨꯅꯥ ꯂꯩꯕꯅꯥ ꯅꯍꯥꯛꯄꯨ ꯍꯦꯟꯅꯥ ꯀꯟꯠꯔꯣꯜ ꯇꯧꯕꯥ ꯉꯝꯒꯅꯤ ꯑꯃꯁꯨꯡ ꯅꯍꯥꯛꯅꯥ ꯃꯆꯥꯛ ꯑꯗꯨꯗꯥ ꯃꯤꯠꯌꯦꯡ ꯊꯝꯕꯗꯥ ꯂꯥꯏꯊꯣꯀꯅꯤ꯫ ꯑꯇꯣꯞꯄꯁꯤꯡꯒꯥ ꯂꯣꯏꯅꯅꯥ ꯋꯥꯔꯤ ꯁꯥꯅꯕꯥ: ꯅꯍꯥꯛꯅꯥ ꯑꯣꯟꯂꯥꯏꯟꯗꯥ ꯇꯝꯂꯤꯕꯁꯨ, ꯃꯁꯤꯒꯤ ꯑꯔꯊꯗꯤ ꯅꯠꯇꯦ꯫।